ꯃꯇꯝ ꯅꯥꯏꯗꯕ ꯑꯃꯒ ꯃꯥꯟꯅꯗꯅ ꯁꯤꯕ ꯃꯤꯑꯣꯏ ꯑꯃꯅ ꯃꯍꯥꯛꯀꯤ ꯃꯇꯝ ꯆꯨꯞꯄꯒꯤ ꯑꯣꯏꯕ ꯂꯥꯏꯕꯛ ꯑꯗꯨ ꯃꯥꯌꯣꯛꯅꯔꯤꯉꯩꯗ ꯑꯀꯤꯕ ꯐꯥꯎꯈꯤ꯫ ꯑꯟꯗꯔꯋꯥꯔꯜ꯭ꯗꯇ ꯆꯪꯂꯛꯈꯤꯕ ꯁꯤꯕ ꯃꯤꯑꯣꯏ ꯑꯃꯒꯤ ꯊꯋꯥꯏ ꯀꯔꯤꯒꯨꯝꯕ ꯃꯇꯝꯗ ꯃꯆꯨ ꯍꯥꯏꯅ ꯀꯧꯕ ꯑꯗꯨꯅ ꯑꯍꯥꯟꯕꯗ ꯑꯃꯝꯕꯒꯤ ꯇꯨꯔꯦꯜ ꯑꯣꯏꯔꯤꯕ ꯁ꯭ꯇꯤꯛꯁ ꯇꯨꯔꯦꯜ ꯂꯥꯟꯊꯣꯛꯄ ꯊꯦꯡꯅꯒꯗꯕꯅꯤ꯫ ꯁ꯭ꯇꯤꯛꯁ ꯇꯨꯔꯦꯜ ꯑꯁꯤ ꯑꯟꯗꯔꯋꯥꯔꯜꯗꯀꯤ ꯇꯨꯔꯦꯜ ꯃꯉꯥꯒꯤ ꯃꯅꯨꯡꯗ ꯑꯃꯅꯤ ꯑꯇꯣꯞꯄꯁꯤꯡ ꯑꯗꯨꯗꯤ ꯀꯣꯁꯤꯇꯁꯅꯤ ꯃꯁꯤ ꯇꯥꯔꯇꯥꯔꯁꯇ ꯀꯟꯅ ꯊꯕꯛ ꯇꯧꯕꯗ ꯌꯥꯅꯤꯡꯗꯕ ꯐꯣꯡꯗꯣꯛꯈꯤꯕ ꯃꯤꯑꯣꯏꯁꯤꯡꯒꯤ ꯃꯄꯤꯅ ꯁꯦꯝꯕꯅꯤ ꯑꯆꯦꯔꯣꯟ ꯑꯋꯥꯕ ꯑꯃꯁꯨꯡ ꯑꯋꯥꯕꯒꯤ ꯇꯨꯔꯦꯜ ꯀꯅꯥꯒꯨꯝꯕ ꯑꯃꯕꯨ ꯅꯨꯡꯉꯥꯏꯇꯕ ꯄꯣꯠ ꯄꯨꯝꯅꯃꯛ ꯀꯥꯎꯊꯣꯛꯍꯟꯕ ꯑꯃꯁꯨꯡ ꯑꯦꯂꯤꯁꯤꯌꯟ ꯐꯤꯜꯗꯁꯤꯡꯕꯨ ꯑꯟꯗꯔꯋꯥꯔꯜꯗꯀꯤ ꯑꯇꯣꯞꯄ ꯃꯐꯝꯁꯤꯡꯗꯒꯤ ꯇꯣꯉꯥꯟꯅ ꯊꯝꯕꯒꯤ ꯁꯛꯇꯤ ꯂꯩꯕ ꯂꯦꯊ ꯑꯃꯁꯨꯡ ꯑꯔꯣꯏꯕꯗ ꯇꯥꯔꯇꯥꯔꯁꯄꯨ ꯀꯣꯏꯁꯤꯟꯈꯤꯕ ꯃꯩꯒꯤ ꯇꯨꯔꯦꯜ ꯑꯣꯏꯔꯤꯕ ꯐ꯭ꯂꯦꯒꯦꯊꯣꯟꯅꯤ꯫ ꯁ꯭ꯇꯤꯛꯁ ꯂꯥꯟꯊꯣꯛꯄꯁꯤ ꯑꯍꯜ ꯑꯣꯏꯔꯕ ꯑꯃꯁꯨꯡ ꯑꯀꯤꯕ ꯄꯣꯛꯅꯤꯡꯉꯥꯏ ꯑꯣꯏꯕ ꯐꯦꯔꯤꯃꯦꯟ ꯆꯦꯔꯣꯟꯅ ꯂꯝꯖꯤꯡꯕ ꯑꯔꯤꯕ ꯍꯤ ꯑꯃꯗ ꯁꯦꯝꯈꯤꯕꯅꯤ꯫ ꯃꯍꯥꯛꯀꯤ ꯑꯦꯅꯤꯗꯇ ꯚꯔꯖꯤꯜꯅ ꯇ꯭ꯔꯣꯖꯟꯒꯤ ꯍꯤꯔꯣ ꯑꯦꯅꯤꯌꯥꯁꯀꯤ ꯃꯇꯥꯡꯗ ꯏꯔꯤ ꯃꯍꯥꯛꯅ ꯃꯍꯥꯛꯀꯤ ꯃꯄꯥꯕꯨꯡ ꯊꯤꯅꯕ ꯑꯃꯁꯨꯡ ꯃꯍꯥꯛꯀꯤ ꯂꯥꯏꯕꯛꯀꯤ ꯃꯇꯥꯡꯗ ꯈꯪꯅꯕ ꯑꯟꯗꯔꯋꯥꯔꯜꯗꯇ ꯆꯠꯂꯤ꯫ ꯃꯍꯥꯛꯄꯨ ꯃꯍꯥꯛꯀꯤ ꯂꯝꯖꯤꯡ ꯂꯝꯇꯥꯛꯄ ꯁꯤꯕꯤꯜꯅ ꯍꯥꯏꯔꯤ ꯃꯗꯨꯗꯤ ꯐꯦꯔꯤꯃꯦꯟ ꯑꯗꯨ ꯆꯦꯔꯣꯟꯅꯤ ꯃꯍꯥꯛꯅ ꯎꯠꯂꯤꯕꯁꯤꯡ ꯑꯗꯨ ꯐꯨꯝꯖꯤꯟꯈ꯭ꯔꯦ꯫ ꯁ꯭ꯇꯔꯤꯛ ꯂꯥꯟꯊꯣꯛꯅꯕꯒꯤꯗꯃꯛꯇ ꯁ꯭ꯄꯤꯔꯤꯠ ꯑꯃ ꯐꯦꯔꯤꯃꯦꯟ ꯑꯗꯨꯗ ꯁꯦꯟꯌꯦꯛ ꯑꯃ ꯑꯣꯕꯣꯂꯁ ꯑꯃ ꯃꯍꯧꯁꯥꯅ ꯁꯤꯈꯤꯕ ꯃꯤꯑꯣꯏ ꯑꯗꯨꯒꯤ ꯃꯈꯥꯗ ꯊꯝꯒꯗꯕꯅꯤ꯫ ꯅꯠꯇ꯭ꯔꯕꯗꯤ ꯊꯋꯥꯏ ꯑꯗꯨꯅ ꯂꯥꯟꯊꯣꯛꯇ꯭ꯔꯤꯉꯩ ꯃꯃꯥꯡꯗ ꯆꯍꯤ ꯆꯥꯝꯃ ꯀꯣꯏꯁꯤꯟꯒꯗꯕꯅꯤ꯫ ꯑꯌꯥꯝꯕ ꯃꯇꯝꯗ ꯑꯃꯝꯕ ꯑꯃꯁꯨꯡ ꯑꯊꯤꯡꯕ ꯊꯝꯕ ꯑꯣꯏꯅ ꯎꯔꯕꯁꯨ ꯁ꯭ꯇꯤꯛꯁ ꯑꯁꯤꯅ ꯃꯥꯏꯊꯤꯕ ꯄꯤꯕ ꯉꯝꯗꯕ ꯉꯝꯕꯒꯤ ꯁꯛꯇꯤꯁꯨ ꯂꯩ ꯒ꯭ꯔꯤꯛꯀꯤ ꯍꯤꯔꯣ ꯑꯀꯤꯂꯤꯁꯀꯤ ꯃꯅꯥꯛ ꯅꯛꯄꯗ ꯈꯨꯗꯣꯡꯊꯤꯅꯤꯡꯉꯥꯏ ꯑꯣꯏꯗꯕꯒ ꯂꯣꯏꯅꯅ ꯎꯕ ꯐꯪꯉꯤ꯫ ꯁꯤꯔꯕ ꯃꯤꯑꯣꯏꯁꯤꯡꯒꯤ ꯋꯥꯌꯦꯜ ꯄ꯭ꯂꯨꯇꯣꯒꯤ ꯐꯝꯕꯥꯜꯒꯤ ꯃꯅꯥꯛꯇ ꯋꯥꯌꯦꯜꯂꯣꯏ ꯑꯍꯨꯝ ꯂꯩꯔꯝꯃꯤ ꯃꯤꯅꯣꯁ ꯀ꯭ꯔꯤꯠꯀꯤ ꯍꯥꯟꯅꯒꯤ ꯅꯤꯡꯊꯧ ꯔꯥꯗꯥꯃꯥꯟꯊꯁ ꯃꯍꯥꯛꯀꯤ ꯃꯅꯥꯎꯅꯨꯄꯥ ꯑꯃꯁꯨꯡ ꯑꯦꯀꯁ ꯃꯈꯣꯏꯅ ꯊꯋꯥꯏ ꯄꯨꯝꯅꯃꯛꯇ ꯋꯥꯍꯪ ꯍꯪꯈꯤ ꯃꯈꯣꯏꯒꯤ ꯃꯥꯂꯦꯝꯒꯤ ꯑꯣꯏꯕ ꯋꯥꯈꯜꯂꯣꯟꯁꯤꯡ ꯑꯃꯁꯨꯡ ꯊꯕꯛꯁꯤꯡ ꯑꯐꯕ ꯑꯃꯁꯨꯡ ꯐꯠꯇꯕ,ꯘ ꯑꯃꯁꯨꯡ ꯃꯈꯣꯏꯕꯨ ꯃꯃꯤꯠ ꯇꯥꯡꯕ ꯑꯆꯨꯝꯕ ꯋꯥꯌꯦꯜꯒꯤ ꯂꯥꯏꯔꯦꯝꯕꯤ ꯊꯦꯃꯤꯁꯀꯤ ꯑꯅꯦꯝ ꯑꯋꯥꯡꯗ ꯊꯝꯈꯤ ꯃꯍꯥꯛꯀꯤ ꯑꯀꯟꯕ ꯊꯥꯡꯁꯥꯡꯅ ꯃꯍꯥꯛꯀꯤ ꯋꯥꯔꯦꯞꯁꯤꯡ ꯑꯗꯨ ꯃꯤꯅꯨꯡꯁꯤ ꯂꯩꯇꯅ ꯆꯠꯅꯈꯤ꯫ ꯋꯥꯌꯦꯜꯂꯣꯏꯒꯤ ꯋꯥꯔꯦꯞ ꯑꯗꯨ ꯄꯤꯕ ꯑꯁꯤ ꯃꯤꯅꯣꯁꯀꯤ ꯊꯧꯗꯥꯡ ꯑꯣꯏꯈꯤ꯫ ꯀꯔꯤꯒꯨꯝꯕ ꯑꯐꯕꯅ ꯐꯠꯇꯕꯗꯒꯤ ꯍꯦꯟꯒꯠꯂꯕꯗꯤ ꯊꯋꯥꯏ ꯑꯗꯨ ꯑꯦꯂꯤꯁꯤꯌꯟ ꯐꯤꯜꯗꯁꯇ ꯆꯠꯀꯅꯤ ꯅꯠꯇ꯭ꯔꯒ ꯀꯔꯤꯒꯨꯝꯕ ꯐꯠꯇꯕꯅ ꯑꯐꯕꯗꯒꯤ ꯍꯦꯟ ꯍꯦꯟꯒꯠꯂꯕꯗꯤ ꯊꯋꯥꯏ ꯑꯗꯨꯅ ꯇꯥꯔꯇꯥꯔꯁꯀꯤ ꯃꯩ ꯆꯥꯛꯀꯗꯕꯅꯤ ꯃꯁꯤ ꯃꯄꯨꯡ ꯐꯥꯗꯕ ꯑꯋꯥꯡꯕ ꯑꯃꯁꯨꯡ ꯂꯦꯞꯇꯅ ꯑꯣꯠ ꯅꯩꯕꯒꯤ ꯑꯃꯝꯕ ꯑꯃꯁꯨꯡ ꯅꯨꯡꯉꯥꯏꯇꯕ ꯃꯐꯝ ꯑꯃꯅꯤ꯫ ꯑꯦꯅꯤꯁꯗꯇ ꯑꯟꯗꯔ ꯑꯟꯗꯔꯋꯥꯔꯜꯗꯇ ꯂꯩꯔꯤꯉꯩꯗ ꯑꯦꯟ ꯑꯦꯅꯤꯌꯥꯁꯅ ꯆꯩꯔꯥꯛ ꯀꯥꯞꯄꯒꯤ ꯈꯣꯟꯖꯦꯜ ꯃꯥꯌꯣꯛꯅꯩ ꯑꯃꯁꯨꯡ ꯃꯁꯤ ꯀꯔꯝꯕ ꯃꯈꯜꯒꯤ ꯀ꯭ꯔꯤꯃꯤꯅꯦꯜꯁꯤꯡꯅꯣ?